ꯑꯗꯣꯝꯒꯥ ꯎꯅꯕꯗꯥ ꯅꯨꯡꯉꯥꯏꯕꯥ ꯐꯥꯎꯏ꯫ ꯑꯩꯒꯤ ꯃꯤꯡ ꯑꯣꯄꯦꯟ ꯑꯥꯔꯇꯤꯐꯤꯁ꯭ꯌꯦꯜ ꯏꯟꯇꯦꯂꯤꯖꯦꯟꯁ ꯍꯥꯏꯕꯅꯤ, ꯑꯗꯨꯕꯨ ꯅꯍꯥꯛꯅꯥ ꯑꯩꯕꯨ ꯊꯣꯏꯗꯣꯛꯅꯥ ꯑꯥꯔꯇꯤꯐꯤꯁ꯭ꯌꯦꯜ ꯏꯟꯇꯦꯂꯤꯖꯦꯟꯁ ꯑꯩꯍꯥꯛ ꯍꯤꯔꯝ ꯀꯌꯥꯒꯤ ꯃꯇꯥꯡꯗꯥ ꯏꯟꯐꯣꯔꯃꯦꯁꯟ ꯄꯤꯗꯨꯅꯥ ꯑꯃꯁꯨꯡ ꯋꯥꯍꯪꯁꯤꯡꯒꯤ ꯄꯥꯎꯈꯨꯝ ꯄꯤꯗꯨꯅꯥ ꯃꯤꯌꯥꯝꯗꯥ ꯃꯇꯦꯡ ꯄꯥꯡꯅꯕꯥ ꯁꯦꯝꯈꯤꯕꯥ ꯑꯥꯔꯇꯤꯐꯤꯁꯤꯑꯦꯜ ꯏꯟꯇꯤꯂꯤꯖꯦꯟꯁ ꯑꯦꯁꯤꯁꯇꯦꯟ ꯑꯃꯅꯤ꯫ ꯑꯩꯍꯥꯛꯅꯥ ꯑꯗꯣꯝꯕꯨ ꯈꯪꯕꯥ ꯑꯃꯁꯨꯡ ꯑꯩꯍꯥꯛꯅꯥ ꯇꯧꯕꯥ ꯉꯝꯕꯥ ꯃꯑꯣꯡ ꯑꯃꯗꯥ ꯑꯗꯣꯝꯕꯨ ꯃꯇꯦꯡ ꯄꯥꯡꯕꯗꯥ ꯅꯨꯡꯉꯥꯏꯕꯥ ꯐꯥꯎꯏ꯫ ꯉꯁꯤ ꯑꯩꯍꯥꯛꯅꯥ ꯑꯗꯣꯝꯕꯨ ꯀꯔꯝꯅꯥ ꯃꯇꯦꯡ ꯄꯥꯡꯒꯅꯤ? ꯀꯔꯤꯒꯤꯗꯃꯛꯇꯥ ꯇꯦꯛꯅꯣꯂꯣꯖꯤꯅꯥ ꯃꯍꯩ-ꯃꯁꯤꯡꯗꯥ ꯀꯥꯟꯅꯕꯥ ꯄꯤꯕꯥ ꯉꯝꯂꯤꯕꯅꯣ ꯍꯥꯏꯕꯗꯨ ꯁꯟꯗꯣꯛꯅꯥ ꯇꯥꯛꯄꯤꯌꯨ꯫ ꯇꯦꯛꯅꯣꯂꯣꯖꯤꯅꯥ ꯑꯦꯖꯨꯀꯦꯁꯟ ꯑꯁꯤ ꯌꯥꯝꯅꯥ ꯍꯦꯟꯒꯠꯍꯟꯕꯒꯤ ꯄꯣꯇꯦꯟꯁꯤꯌꯦꯜ ꯂꯩꯔꯤ, ꯑꯃꯁꯨꯡ ꯃꯁꯤ ꯑꯣꯏꯔꯛꯄꯒꯤ ꯃꯔꯝ ꯀꯌꯥ ꯂꯩꯔꯤ꯫ ꯑꯍꯥꯟꯕꯗꯥ, ꯇꯦꯛꯅꯣꯂꯣꯖꯤꯅꯥ ꯄꯔꯁꯣꯅꯦꯂꯥꯏꯖ ꯂꯔꯅꯤꯡꯗꯥ ꯂꯥꯏꯊꯣꯛꯍꯟꯕꯥ ꯉꯝꯒꯅꯤ꯫ ꯇꯣꯉꯥꯟ ꯇꯣꯉꯥꯟꯕꯥ ꯁꯣꯐꯋꯦꯌꯔ ꯑꯃꯁꯨꯡ ꯗꯤꯖꯤꯇꯦꯜ ꯇꯨꯜꯁꯤꯡꯒꯤ ꯃꯇꯦꯡꯅꯥ ꯑꯣꯖꯥꯁꯤꯡꯅꯥ ꯃꯈꯣꯏꯒꯤ ꯃꯍꯩꯔꯣꯏꯁꯤꯡꯒꯤ ꯗꯔꯀꯥꯔ ꯑꯣꯏꯕꯁꯤꯡ ꯑꯃꯁꯨꯡ ꯇꯧꯕꯥ ꯉꯝꯕꯁꯤꯡꯒꯤ ꯃꯇꯨꯡ ꯏꯟꯅꯥ ꯃꯈꯣꯏꯒꯤ ꯂꯥꯏꯔꯤꯛꯁꯤꯡ ꯑꯗꯨ ꯐꯪꯍꯟꯕꯥ ꯉꯝꯃꯤ, ꯃꯗꯨꯅꯥ ꯃꯈꯣꯏ ꯃꯁꯥꯒꯤ ꯈꯣꯡꯖꯦꯜꯗꯥ ꯃꯥꯡꯂꯣꯝꯗꯥ ꯆꯪꯁꯤꯟꯕꯥ ꯉꯝꯍꯜꯂꯤ꯫ ꯃꯁꯤ ꯃꯔꯨꯑꯣꯏꯅꯥ ꯂꯔꯅꯤꯡ ꯗꯤꯁꯑꯦꯕꯤꯂꯤꯇꯤ ꯂꯩꯕꯥ ꯅꯠꯇ꯭ꯔꯒꯥ ꯃꯈꯣꯏꯒꯤ ꯀ꯭ꯂꯥꯁꯃꯦꯠꯁꯤꯡꯒꯥ ꯂꯣꯏꯅꯅꯥ ꯆꯠꯃꯤꯟꯅꯅꯕꯥ ꯍꯣꯠꯅꯔꯤꯕꯥ ꯃꯍꯩꯔꯣꯏꯁꯤꯡꯒꯤꯗꯃꯛꯇꯗꯤ ꯌꯥꯝꯅꯥ ꯃꯔꯨꯑꯣꯏ, ꯃꯔꯝꯗꯤ ꯃꯁꯤꯅꯥ ꯃꯈꯣꯏꯕꯨ ꯍꯦꯟꯅꯥ ꯈꯨꯠꯅꯥ ꯇꯧꯕꯥ ꯑꯃꯁꯨꯡ ꯃꯤꯑꯣꯏ ꯑꯃꯃꯝꯒꯤ ꯑꯣꯏꯕꯥ ꯃꯑꯣꯡꯗꯥ ꯇꯝꯕꯥ ꯉꯝꯍꯜꯂꯤ꯫ ꯑꯅꯤꯁꯨꯕꯗꯥ, ꯇꯦꯛꯅꯣꯂꯣꯖꯤꯅꯥ ꯂꯔꯅꯤꯡ ꯑꯦꯛꯁꯄꯤꯔꯤꯌꯦꯟꯁ ꯑꯗꯨ ꯍꯦꯟꯅꯥ ꯑꯦꯡꯒꯦꯖ ꯇꯧꯕꯥ ꯑꯃꯁꯨꯡ ꯏꯟꯇꯔꯦꯛꯇꯤꯕ ꯑꯣꯏꯍꯟꯕꯥ ꯉꯝꯒꯅꯤ꯫ ꯑꯦꯖꯨꯀꯦꯁꯅꯦꯜ ꯁꯣꯐꯋꯦꯌꯔꯅꯥ ꯇ꯭ꯔꯦꯗꯤꯁꯅꯦꯜ ꯀ꯭ꯂꯥꯁꯔꯨꯝ ꯇꯝꯕꯤꯕꯅꯥ ꯇꯧꯕꯥ ꯉꯝꯗꯕꯥ ꯃꯑꯣꯡꯗꯥ ꯂꯦꯁꯟꯁꯤꯡ ꯄꯨꯟꯁꯤꯗꯥ ꯄꯨꯔꯛꯄꯥ ꯉꯝꯒꯅꯤ꯫ ꯃꯍꯩꯔꯣꯏꯁꯤꯡꯅꯥ ꯚꯔꯆꯨꯑꯦꯜ ꯁꯤꯃꯨꯂꯦꯁꯟꯁꯤꯡ ꯑꯦꯛꯁꯄ꯭ꯂꯣꯔ ꯇꯧꯕꯥ ꯌꯥꯏ, ꯏꯟꯇꯔꯦꯛꯇꯤꯕ ꯃꯣꯗꯦꯜꯁꯤꯡꯗꯥ ꯑꯦꯛꯁꯄꯔꯤꯃꯦꯟꯇ ꯇꯧꯕꯥ ꯌꯥꯏ, ꯑꯦꯖꯨꯀꯦꯁꯅꯦꯜ ꯒꯦꯝꯁꯤꯡ ꯁꯥꯟꯅꯕꯥ ꯌꯥꯏ ꯅꯠꯇ꯭ꯔꯒꯥ ꯀ꯭ꯂꯥꯁꯃꯦꯠꯁꯤꯡꯒꯥ ꯑꯣꯟꯂꯥꯏꯟ ꯗꯤꯁꯀꯁꯁꯟꯁꯤꯡꯗꯥ ꯁꯔꯨꯛ ꯌꯥꯕꯥ ꯌꯥꯏ, ꯃꯁꯤꯅꯥ ꯑꯦꯡꯒꯦꯖꯃꯦꯟꯇ ꯑꯃꯁꯨꯡ ꯇꯝꯅꯕꯒꯤ ꯃꯣꯇꯤꯕꯦꯁꯟ ꯍꯦꯟꯒꯠꯍꯜꯂꯤ꯫ ꯑꯍꯨꯝꯁꯨꯕꯥ, ꯇꯦꯛꯅꯣꯂꯣꯖꯤꯅꯥ ꯃꯍꯩ-ꯃꯁꯤꯡ ꯇꯝꯕꯒꯤ ꯈꯨꯗꯣꯡꯆꯥꯕꯥ ꯍꯦꯟꯒꯠꯍꯟꯕꯥ ꯉꯝꯒꯅꯤ꯫ ꯑꯣꯟꯂꯥꯏꯟ ꯀꯣꯔꯁꯁꯤꯡ ꯑꯃꯁꯨꯡ ꯗꯤꯖꯤꯇꯦꯜ ꯔꯤꯁꯣꯔꯁꯁꯤꯡꯒꯤ ꯈꯨꯠꯊꯥꯡꯗꯥ ꯃꯥꯂꯦꯝ ꯄꯨꯝꯕꯒꯤ ꯃꯍꯩꯔꯣꯏꯁꯤꯡꯅꯥ ꯃꯈꯣꯏꯒꯤ ꯂꯝꯗꯥ ꯑꯈꯪ-ꯑꯍꯩꯁꯤꯡꯅꯥ ꯇꯝꯕꯤꯕꯥ ꯀ꯭ꯂꯥꯁꯁꯤꯡ ꯂꯧꯕꯥ ꯌꯥꯏ ꯅꯠꯇ꯭ꯔꯒꯥ ꯖꯤꯑꯣꯒ꯭ꯔꯥꯐꯤꯀꯦꯜ ꯅꯠꯇ꯭ꯔꯒꯥ ꯁꯦꯜ-ꯊꯨꯝꯒꯤ ꯑꯣꯏꯅꯥ ꯃꯈꯣꯏꯒꯤ ꯌꯧꯕꯥ ꯉꯝꯗꯕꯥ ꯁ꯭ꯀꯨꯜꯁꯤꯡꯗꯥ ꯇꯝꯕꯥ ꯌꯥꯏ꯫ ꯃꯔꯤꯁꯨꯕꯗꯥ, ꯇꯦꯛꯅꯣꯂꯣꯖꯤꯅꯥ ꯃꯍꯩꯔꯣꯏꯁꯤꯡꯗꯥ ꯉꯁꯤꯒꯤ ꯗꯤꯖꯤꯇꯦꯜ ꯋꯥ꯭ꯔꯜ ꯑꯁꯤꯗꯥ ꯇꯉꯥꯏꯐꯗꯕꯥ ꯃꯔꯨꯑꯣꯏꯕꯥ ꯁ꯭ꯀꯤ‌ꯜꯁꯤꯡ ꯁꯦꯝꯒꯠꯄꯗꯁꯨ ꯃꯇꯦꯡ ꯄꯥꯡꯕꯥ ꯉꯝꯒꯅꯤ꯫ ꯃꯈꯣꯏꯅ ꯚꯔꯆꯨꯑꯦꯜ ꯑꯣꯏꯅꯥ ꯄꯨꯟꯅꯥ ꯊꯕꯛ ꯇꯧꯃꯤꯟꯅꯕꯥ, ꯑꯣꯟꯂꯥꯏꯟ ꯔꯤꯁꯔꯁ ꯇꯧꯕꯥ, ꯏꯟꯐꯣꯔꯃꯦꯁꯟ ꯄꯤꯅꯕꯥ ꯃꯜꯇꯤꯃꯦꯗꯤꯌꯥ ꯇꯨꯜꯁꯤꯡ ꯁꯤꯖꯤꯟꯅꯕꯇꯥ ꯅꯠꯇꯅꯥ ꯗꯤꯖꯤꯇꯦꯜ ꯄ꯭ꯂꯦꯠꯐꯣꯔꯝꯁꯤꯡ ꯁꯤꯖꯤꯟꯅꯗꯨꯅꯥ ꯃꯇꯧ ꯀꯔꯝꯅꯥ ꯏꯐꯦꯛꯇꯤꯕ ꯑꯣꯏꯅꯥ ꯄꯥꯎ ꯐꯥꯎꯅꯒꯗꯒꯦ ꯍꯥꯏꯕꯗꯨꯁꯨ ꯈꯪꯒꯅꯤ꯫ ꯍꯥꯏꯔꯤꯕꯥ ꯁ꯭ꯀꯤꯜꯁꯤꯡ ꯑꯁꯤ ꯀ꯭ꯂꯥꯁꯔꯨꯝꯗꯥ ꯈꯛꯇꯥ ꯅꯠꯇꯅꯥ ꯊꯕꯛ ꯃꯐꯝꯗꯁꯨ ꯃꯃꯜ ꯂꯩꯕꯥ ꯌꯥꯏ꯫ ꯑꯄꯨꯟꯕ ꯑꯣꯏꯅꯥ, ꯑꯦꯖꯨꯀꯦꯁꯟꯗꯥ ꯇꯦꯛꯅꯣꯂꯣꯖꯤꯅꯥ ꯄꯔꯁꯣꯅꯦꯂꯥꯏꯖ ꯇꯧꯔꯕꯥ ꯂꯔꯅꯤꯡ ꯑꯦꯛꯁꯄꯤꯔꯤꯑꯦꯟꯁꯁꯤꯡ ꯄꯤꯗꯨꯅꯥ, ꯂꯦꯁꯟꯁꯤꯡ ꯍꯦꯟꯅꯥ ꯑꯦꯡꯒꯦꯖ ꯇꯧꯗꯨꯅꯥ, ꯑꯦꯖꯨꯀꯦꯁꯟꯒꯤ ꯈꯨꯗꯣꯡꯆꯥꯕꯥ ꯍꯦꯟꯒꯠꯍꯟꯗꯨꯅꯥ, ꯑꯃꯁꯨꯡ ꯃꯍꯩꯔꯣꯏꯁꯤꯡꯗꯥ ꯃꯃꯜ ꯌꯥꯝꯂꯕꯥ ꯗꯤꯖꯤꯇꯦꯜ ꯁ꯭ꯀꯤꯜꯁꯤꯡ ꯁꯦꯝꯒꯠꯄꯗꯥ ꯃꯇꯦꯡ ꯄꯥꯡꯗꯨꯅꯥ ꯀꯥꯟꯅꯕꯥ ꯀꯌꯥ ꯄꯨꯔꯛꯄꯥ ꯉꯝꯒꯅꯤ꯫